ꯐꯤꯂꯣꯁꯣꯐꯤꯒꯤ ꯄꯨꯋꯥꯔꯤꯗ ꯈ꯭ꯋꯥꯏꯗꯒꯤ ꯃꯔꯨ ꯑꯣꯏꯕ ꯊꯧꯗꯣꯛ ꯑꯗꯨ ꯀꯔꯤꯅꯣ? ꯐꯤꯂꯣꯁꯣꯐꯤꯒꯤ ꯄꯨꯋꯥꯔꯤꯗ ꯈ꯭ꯋꯥꯏꯗꯒꯤ ꯃꯔꯨ ꯑꯣꯏꯕ ꯊꯧꯗꯣꯛ ꯑꯃꯈꯛꯇꯃꯛ ꯂꯦꯞꯊꯣꯛꯄ ꯑꯁꯤ ꯑꯔꯨꯕ ꯑꯃꯅꯤ ꯃꯔꯝꯗꯤ ꯐꯤꯂꯣꯁꯣꯐꯤ ꯑꯁꯤ ꯆꯍꯤ ꯂꯤꯁꯤꯡ ꯀꯌꯥ, ꯀꯜꯆꯔ ꯀꯌꯥ ꯑꯃꯁꯨꯡ ꯗꯤꯁꯤꯞꯂꯤꯟ ꯀꯌꯥ ꯂꯥꯟꯊꯣꯛꯂꯕ ꯄꯥꯛ ꯆꯥꯎꯔꯕ ꯑꯃꯁꯨꯡ ꯄꯥꯛ ꯆꯥꯎꯔꯕ ꯄꯨꯋꯥꯔꯤ ꯑꯃꯥ ꯂꯩꯔꯤ꯫ ꯇꯣꯉꯥꯟ ꯇꯣꯉꯥꯟꯕ ꯐꯤꯂꯣꯁꯣꯐꯤꯒꯤ ꯆꯠꯅꯕꯤꯁꯤꯡꯅ ꯃꯈꯣꯏꯒꯤ ꯗꯤꯐꯥꯏꯡꯅꯤꯡ ꯃꯣꯃꯦꯟꯇꯁꯤꯡ ꯂꯩꯔꯛꯈꯤ, ꯑꯃꯁꯨꯡ "ꯈ꯭ꯋꯥꯏꯗꯒꯤ ꯃꯔꯨ ꯑꯣꯏꯕ ꯊꯧꯗꯣꯛ" ꯑꯁꯤ ꯈꯟꯅꯔꯤꯕ ꯐꯤꯂꯣꯁꯣꯐꯤꯒꯤ ꯁꯔꯨꯛ ꯑꯗꯨꯗ ꯌꯨꯝꯐꯝ ꯑꯣꯏꯔꯒ ꯈꯦꯠꯅꯕ ꯌꯥꯏ꯫ ꯐꯤꯂꯣꯁꯣꯐꯤꯒꯤ ꯄꯨꯋꯥꯔꯤꯗ ꯃꯔꯨ ꯑꯣꯏꯕ ꯊꯧꯗꯣꯛ ꯈꯔꯗꯤ ꯁꯣꯀꯔꯦꯇꯁꯅ ꯑꯍꯥꯟꯕ ꯑꯣꯏꯅ ꯑꯦꯊꯦꯟꯁꯇ ꯇꯝꯕꯤꯕ ꯍꯧꯔꯛꯄ ꯃꯇꯝ, ꯔꯦꯅꯦ ꯗꯦꯁ꯭ꯀꯔꯠꯀꯤ "ꯃꯦꯗꯤꯇꯦꯁꯟ ꯑꯣꯟ ꯐꯥꯔꯁ ꯐꯤꯂꯣꯁꯣꯐꯤ" ꯐꯣꯡꯈꯤꯕ, ꯑꯦꯟꯂꯥꯏꯇꯦꯟꯃꯦꯟꯇ ꯃꯨꯕꯃꯦꯟꯇꯀꯤ ꯆꯥꯎꯈꯠꯂꯛꯄ ꯑꯃꯁꯨꯡ ꯃꯁꯤꯅ ꯃꯣꯗꯔꯟ ꯐꯤꯂꯣꯁꯣꯐꯤꯗ ꯄꯤꯔꯤꯕ ꯁꯥꯐꯨ, ꯅꯠꯇ꯭ꯔꯒꯥ ꯏꯃꯥꯅꯨꯌꯦꯜ ꯀꯥꯟꯇꯀꯤ ꯃꯦꯒ꯭ꯅꯝ ꯑꯣꯄꯁ ꯐꯣꯡꯈꯤꯕ ꯑꯁꯤ ꯑꯣꯏꯕ ꯌꯥꯏ꯫ "ꯄ꯭ꯌꯨꯔ ꯔꯤꯖꯟ ꯀ꯭ꯔꯤꯇꯤꯀꯦꯜ" ꯑꯔꯣꯏꯕꯗ, ꯐꯤꯂꯣꯁꯣꯐꯤꯒꯤ ꯄꯨꯋꯥꯔꯤꯗ ꯈ꯭ꯋꯥꯏꯗꯒꯤ ꯃꯔꯨ ꯑꯣꯏꯕ ꯊꯧꯗꯣꯛ ꯑꯁꯤ ꯃꯤꯑꯣꯏ ꯑꯃꯒꯤ ꯃꯤꯠꯌꯦꯡ ꯑꯃꯁꯨꯡ ꯏꯟꯇꯔꯄꯔꯤꯇꯦꯁꯟꯗ ꯌꯨꯝꯐꯝ ꯑꯣꯏꯕ ꯁꯕ꯭ꯖꯦꯛꯇꯤꯕ ꯑꯣꯏꯕ ꯌꯥꯏ꯫ ꯎꯅ ꯁꯦꯝꯕ ꯄꯣꯠꯂꯝ ꯃꯉꯥꯒꯤ ꯃꯃꯤꯡ ꯊꯣꯟꯕꯤꯌꯨ꯫ ꯆꯦꯌꯥꯔ, ꯇꯦꯕꯜ, ꯑꯃꯁꯨꯡ ꯕꯨꯛꯁꯦꯜꯒꯨꯝꯕꯥ ꯐꯔꯅꯤꯆꯔꯁꯤꯡ꯫ ꯌꯨꯝ, ꯀꯦꯕꯤꯟ, ꯑꯃꯁꯨꯡ ꯒꯣꯗꯥꯎꯟꯁꯤꯡ ꯌꯥꯎꯅ ꯏꯁ꯭ꯇꯔꯛꯆꯔꯁꯤꯡ ꯁꯥꯕ꯫ ꯌꯨꯝꯒꯤ ꯄꯣꯠꯂꯝꯁꯤꯡ ꯍꯥꯏꯕꯗꯤ ꯀꯣꯠꯇꯟ ꯕꯣꯔꯗ, ꯌꯨꯇꯦꯟꯁꯤꯜꯁꯤꯡ, ꯑꯃꯁꯨꯡ ꯄꯤꯛꯆꯔ ꯐ꯭ꯔꯦꯝꯁꯤꯡ꯫ ꯍꯥꯃꯦꯔ, ꯑꯦꯛꯁ ꯍꯦꯟꯗꯜ, ꯑꯃꯁꯨꯡ ꯌꯥꯔꯗꯏꯁ꯭ꯇꯤꯀꯒꯨꯝꯕ ꯈꯨꯠꯂꯥꯏꯁꯤꯡ꯫ ꯎꯒꯤ ꯕ꯭ꯂꯣꯛ, ꯗꯣꯜꯍꯥꯎꯁ, ꯑꯃꯁꯨꯡ ꯄꯥꯖꯜꯒꯨꯝꯕ ꯁꯥꯟꯅꯄꯣꯠꯁꯤꯡ꯫ ꯑꯦꯄꯥꯔꯇꯃꯦꯟꯇ ꯑꯃꯗ ꯊꯝꯕ ꯌꯥꯕ ꯄꯣꯠꯁꯛ ꯄꯨꯝꯅꯃꯛꯀꯤ ꯂꯤꯁ ꯑꯃꯥ ꯁꯦꯝꯃꯨ꯫ ꯀꯦꯠ ꯍꯨꯏ (ꯑꯄꯤꯛꯄ ꯑꯃꯁꯨꯡ ꯃꯌꯥꯏ ꯑꯣꯏꯕ ꯕ꯭ꯔꯤꯗ) ꯁꯥ (ꯄꯦꯔꯥꯀꯤꯠ, ꯂꯚꯕꯔꯗ, ꯀꯦꯅꯥꯔꯤ, ꯐꯤꯟꯆ) ꯉꯥ ꯍ꯭ꯌꯥꯝꯁ꯭ꯇꯔ ꯒꯨꯏꯅꯤ ꯄꯤꯒ ꯔꯦꯕꯤꯠ ꯔꯦꯠ ꯅꯠꯇ꯭ꯔꯒꯥ ꯃꯥꯏꯁ ꯍꯦꯔꯃꯤꯠ ꯀ꯭ꯔꯦꯕ ꯂꯤꯖꯥꯔꯗ (ꯒꯦꯀꯣꯁ, ꯆꯦꯃꯦꯂꯤꯌꯟ, ꯕꯤꯌꯔꯗ ꯗ꯭ꯔꯒꯟ) ꯇꯥꯔꯥꯟꯇꯨꯂꯥ ꯅꯠꯇ꯭ꯔꯒꯥ ꯑꯇꯩ ꯁ꯭ꯄꯥꯏꯗꯔ ꯄꯣꯠꯁꯛꯁꯤꯡ (ꯃꯩꯁꯥ ꯅꯠꯇ꯭ꯔꯒꯥ ꯁ꯭ꯇꯤꯛ ꯏꯟꯁꯦꯛꯇꯒꯨꯝꯕ) ꯐ꯭ꯔꯣꯒ ꯅꯠꯇ꯭ꯔꯒ ꯇꯣꯗ ꯍꯦꯓꯣꯒ ꯐꯦꯔꯦꯠ ꯆꯤꯟꯆꯤꯂꯥ꯫ ꯄꯤꯔꯤꯕ ꯄꯣꯠꯁꯛ ꯑꯗꯨꯒꯤ ꯃꯆꯨ, ꯁꯥꯏꯖ ꯑꯃꯁꯨꯡ ꯃꯑꯣꯡ ꯃꯇꯧꯒꯤ ꯃꯇꯨꯡ ꯏꯟꯅ ꯐꯣꯡꯗꯣꯛꯄꯤꯌꯨ꯫ ꯆꯥꯒꯤ ꯊꯣꯡ ꯑꯃ꯫ ꯋꯥꯍꯪ ꯑꯣꯏꯅ ꯂꯥꯛꯄ ꯑꯀꯛꯅꯕ ꯆꯥꯒꯤ ꯄꯣꯠꯂꯝ ꯑꯗꯨꯒꯤ ꯃꯇꯥꯡꯗ ꯑꯀꯛꯅꯕ ꯏꯟꯐꯣꯔꯃꯦꯁꯟ ꯌꯥꯎꯗꯅ ꯃꯁꯤꯒꯤ ꯃꯆꯨ, ꯁꯥꯏꯖ ꯑꯃꯁꯨꯡ ꯃꯑꯣꯡ ꯃꯇꯧ ꯑꯁꯤ ꯑꯩꯅ ꯑꯆꯨꯝꯕ ꯃꯑꯣꯡꯗ ꯐꯣꯡꯗꯣꯛꯄ ꯉꯝꯗꯦ꯫ ꯆꯥꯒꯤ ꯄꯣꯠꯂꯝꯁꯤꯡ ꯑꯁꯤ ꯇꯣꯉꯥꯟ ꯇꯣꯉꯥꯟꯕ ꯃꯆꯨ, ꯁꯥꯏꯖ ꯑꯃꯁꯨꯡ ꯃꯑꯣꯡꯁꯤꯡꯗ ꯂꯥꯛꯏ, ꯃꯁꯤꯗ ꯁꯦꯔꯥꯃꯤꯛ, ꯒ꯭ꯂꯥꯁ, ꯀꯥꯁ ꯑꯥꯏꯔꯟ ꯑꯃꯁꯨꯡ ꯑꯇꯩ ꯃꯆꯥꯛꯁꯤꯡ ꯌꯥꯎꯔꯤ꯫ ꯃꯆꯨ ꯑꯁꯤ ꯃꯌꯦꯛ ꯁꯦꯡꯕ, ꯄꯦꯇꯔꯟ ꯅꯠꯇ꯭ꯔꯒꯥ ꯄ꯭ꯂꯦꯟ ꯑꯣꯏꯕ ꯌꯥꯏ, ꯑꯃꯁꯨꯡ ꯃꯁꯤꯒꯤ ꯁꯥꯏꯖ ꯑꯃꯁꯨꯡ ꯃꯑꯣꯡ ꯑꯁꯤꯁꯨ ꯀꯞ ꯑꯃꯈꯛꯇꯃꯛ ꯊꯝꯕ ꯃꯤꯅꯤꯌꯔ ꯁꯥꯏꯖꯒꯤ ꯆꯥꯒꯤ ꯄꯣꯠꯂꯝꯁꯤꯡꯗꯒꯤ ꯍꯧꯔꯒꯥ ꯃꯤꯑꯣꯏ ꯀꯌꯥꯒꯤ ꯁꯦꯕ ꯇꯧꯕ ꯌꯥꯕ ꯑꯆꯧꯕ ꯆꯥꯒꯤ ꯄꯣꯠꯂꯝꯁꯤꯡ ꯐꯥꯎꯕ ꯈꯦꯠꯅꯩ꯫ ꯃꯇꯧ ꯑꯁꯨꯝꯅ ꯆꯥꯒꯤ ꯄꯣꯠꯁꯛ ꯑꯃꯒꯤ ꯃꯑꯣꯡ ꯑꯁꯤ ꯒꯣꯜꯗ, ꯏꯁ꯭ꯀꯌꯥꯔ ꯅꯠꯇ꯭ꯔꯒꯥ ꯑꯅꯧꯕ ꯃꯑꯣꯡꯁꯤꯡꯗꯒꯤ ꯐꯥꯎꯕ ꯑꯣꯏꯕ ꯌꯥꯏ꯫ ꯑꯄꯤꯕ ꯀꯝꯞꯂꯦꯛꯁ ꯁꯦꯟꯁꯟ ꯑꯃ ꯄꯥꯕꯤꯌꯨ ꯑꯃꯁꯨꯡ ꯃꯗꯨ ꯏꯆꯝ ꯆꯝꯕ ꯑꯃꯁꯨꯡ ꯊꯣꯏꯗꯣꯛꯄ ꯃꯑꯣꯡꯗ ꯁꯟꯗꯣꯛꯅ ꯇꯥꯛꯄꯤꯌꯨ꯫ ꯇꯦꯛꯅꯣꯂꯣꯖꯤ ꯁꯤꯖꯤꯟꯅꯕ ꯍꯦꯟꯒꯠꯂꯛꯄ ꯑꯁꯤ ꯌꯦꯡꯂꯒ, ꯄ꯭ꯔꯣꯐꯦꯁꯟ ꯀꯌꯥꯗ ꯄ꯭ꯔꯣꯕ꯭ꯂꯦꯝ ꯁꯣꯜꯕꯤꯡ ꯁ꯭ꯀꯤꯜꯒꯤ ꯃꯊꯧ ꯇꯥꯕ ꯍꯟꯊꯔꯦ꯫ ꯋꯥꯍꯩ ꯑꯁꯤꯅ ꯇꯥꯛꯄꯗꯤ ꯍꯧꯖꯤꯛ ꯇꯦꯛꯅꯣꯂꯣꯖꯤ ꯑꯁꯤ ꯍꯦꯟꯅ ꯁꯤꯖꯤꯟꯅꯔꯛꯄꯅ ꯃꯔꯝ ꯑꯣꯏꯗꯨꯅ ꯊꯕꯛ ꯀꯌꯥꯗ ꯍꯥꯟꯉꯨꯝ ꯄ꯭ꯔꯣꯕ꯭ꯂꯦꯝ ꯁꯣꯜꯕ ꯇꯧꯕꯒꯤ ꯃꯊꯧ ꯇꯥꯗꯦ꯫